ꯌꯥꯎꯁꯪ ꯀꯨꯝꯍꯩ ꯑꯃꯗꯤ ꯏꯂꯦꯛꯁꯟ ꯀꯨꯝꯍꯩ-ꯐꯤꯌꯣꯡꯗ ꯍꯦꯟꯅ ꯈꯔꯆ ꯇꯧꯗꯨꯅ ꯏꯔꯥꯡ ꯁꯥꯒꯠꯇꯕ ꯆꯨꯝꯒꯅꯤ ꯂꯥꯏꯅꯤꯡ-ꯂꯥꯏꯁꯣꯟꯒ ꯃꯔꯤ ꯂꯩꯅꯕ ꯂꯝꯗꯝ ꯑꯁꯤꯒꯤ ꯈ꯭ꯋꯥꯏꯗꯒꯤ ꯆꯥꯎꯕ ꯀꯨꯝꯍꯩꯁꯤꯡꯒꯤ ꯃꯅꯨꯡꯗ ꯑꯃ ꯑꯣꯏꯔꯤꯕ ꯌꯥꯎꯁꯪ ꯀꯨꯝꯍꯩ ꯍꯧꯈꯤꯕ ꯁꯒꯣꯜꯁꯦꯟ ꯅꯨꯃꯤꯠꯇꯒꯤ ꯍꯧꯈꯤꯕꯒ ꯂꯣꯏꯅꯅ ꯇꯔꯥꯇꯔꯦꯠ ꯁꯨꯕ ꯂꯣꯛ ꯁꯚꯥ ꯏꯂꯦꯛꯁꯟꯒꯤ ꯑꯍꯥꯟꯕ ꯑꯃꯁꯨꯡ ꯑꯅꯤꯁꯨꯕ ꯇꯥꯡꯀꯛꯇ ꯚꯣꯠ ꯊꯥꯗꯅꯒꯗꯧꯔꯤꯕ ꯑꯅꯤ-ꯑꯥꯎꯇꯔ ꯃꯅꯤꯄꯨꯔ ꯑꯃꯁꯨꯡ ꯑꯃꯥꯝ-ꯏꯟꯅꯔ ꯃꯅꯤꯄꯨꯔ ꯄꯥꯔꯂꯤꯌꯥꯃꯦꯟꯇꯔꯤ ꯀꯟꯁꯇꯤꯇ꯭ꯌꯨꯌꯦꯟꯁꯤꯒꯤ ꯀꯦꯟꯗꯤꯗꯦꯠ ꯑꯣꯏꯒꯗꯕꯁꯤꯡ ꯃꯊꯪ-ꯃꯊꯪ ꯂꯥꯎꯊꯣꯛꯅꯔꯛꯄ ꯑꯁꯤꯒ ꯏꯔꯣꯏꯅꯅ ꯀꯥ-ꯍꯦꯟꯅ ꯈꯔꯆ ꯇꯧꯗꯨꯅ ꯏꯔꯥꯡꯒꯤ ꯏꯄꯥꯛꯇ ꯆꯤꯡꯁꯤꯟꯅꯕ ꯍꯣꯠꯅꯕꯒꯤ ꯃꯑꯣꯡ ꯑꯃꯗ ꯎꯔꯛꯄꯁꯤ ꯄꯨꯛꯅꯤꯡ ꯊꯧꯒꯠꯅꯤꯡꯉꯥꯏ ꯑꯣꯏꯗꯦ꯫ ꯇꯧꯕꯒꯤꯕꯨꯗꯤ ꯄꯤꯛꯂꯕꯁꯨ ꯆꯥꯎꯔꯕꯁꯨ ꯏꯂꯦꯛꯁꯟ ꯄꯥꯡꯊꯣꯛꯄ ꯃꯇꯝꯗ ꯐꯅ ꯆꯦꯛꯁꯤꯟꯅ ꯌꯦꯡꯁꯤꯜꯂꯕꯁꯨ ꯀꯥ-ꯍꯦꯟꯅ ꯈꯔꯆ ꯇꯧꯕꯒꯤ ꯆꯠꯅꯕꯤ ꯅꯠꯇ꯭ꯔꯒ ꯍꯩꯅꯕꯤ ꯑꯁꯤꯗꯤ ꯑꯔꯣꯟꯕ-ꯑꯐꯣꯡꯕ ꯑꯣꯏꯅ ꯄꯨꯝꯅꯃꯛꯅ ꯎꯅꯔꯤꯕ ꯈꯪꯅꯔꯤꯕ ꯉꯥꯛꯇꯅꯤ꯫ ꯍꯧꯖꯤꯛ ꯏꯂꯦꯛꯁꯟꯒꯤ ꯀꯦꯝꯄꯦꯟ ꯀꯟꯈꯠꯅꯔꯛꯄ ꯑꯁꯤꯅ ꯇꯝꯄꯥꯛ ꯂꯝꯒꯤ ꯖꯤꯂꯥꯁꯤꯡꯗ ꯌꯥꯎꯁꯪ ꯀꯨꯝꯍꯩꯒ ꯃꯔꯤ ꯂꯩꯅꯅ ꯂꯩꯀꯥꯏ-ꯂꯩꯀꯥꯏꯗ ꯄꯥꯡꯊꯣꯛꯄ ꯁ꯭ꯄꯣꯔꯠꯁ ꯃꯤꯠ ꯅꯠꯇ꯭ꯔꯒ ꯍꯔꯥꯎ ꯀꯨꯃꯩꯗ ꯅꯥꯀꯣꯏꯅꯅ ꯃꯃꯤ ꯇꯥꯕꯒꯨꯝ ꯎꯅꯔꯛꯂꯤ꯫ ꯑꯃꯔꯣꯝꯗ ꯂꯩꯀꯥꯏ-ꯂꯩꯀꯥꯏꯗ ꯊꯥꯕꯜ ꯆꯣꯡꯕꯒꯤ ꯀꯨꯝꯍꯩ ꯆꯠꯊꯔꯤꯕ ꯑꯁꯤꯗꯁꯨ ꯑꯁꯤꯒꯨꯝꯕ ꯃꯈꯜꯒꯤ ꯃꯃꯤ ꯇꯥꯗꯕꯗꯤ ꯅꯠꯇꯦ꯫ ꯃꯤꯈꯜꯗ ꯀꯥ-ꯍꯦꯟꯅ ꯈꯔꯆ ꯇꯧꯗꯅꯕ ꯃꯤꯔꯦꯞ ꯑꯣꯏꯔꯤꯕꯁꯤꯡ ꯑꯃꯗꯤ ꯁꯧꯒꯠꯂꯤꯕꯁꯤꯡꯒꯤ ꯈꯔꯆ ꯅꯤꯡꯊꯤꯅ ꯆꯦꯛ ꯇꯧꯗꯨꯅ ꯌꯦꯡꯁꯤꯟꯅꯕ ꯏꯂꯦꯛꯁꯟ ꯀꯝꯃꯤꯁꯟ ꯑꯣꯐ ꯏꯟꯗꯤꯌꯥꯅ ꯁꯦꯟꯇ꯭ꯔꯦꯜ ꯑꯣꯕꯖꯥꯔꯚꯔ ꯀꯌꯥ ꯍꯥꯞꯂꯤ꯫ ꯃꯁꯤꯗꯁꯨ ꯅꯠꯇꯅ ꯇꯣꯉꯥꯟ-ꯇꯣꯉꯥꯟꯕ ꯊꯥꯛꯇ ꯆꯦꯛꯁꯤꯟꯅ ꯁꯦꯟꯅꯔꯤ꯫ ꯑꯁꯤꯒꯨꯝꯕ ꯑꯊꯤꯡꯕ ꯑꯃꯗꯤ ꯌꯥꯗꯦ ꯍꯥꯏꯕ ꯀꯌꯥ ꯂꯩꯔꯕꯁꯨ ꯎꯄꯥꯏ ꯑꯃ ꯅꯠꯇ꯭ꯔꯒ ꯑꯃ ꯇꯧꯗꯨꯅ ꯀꯥꯍꯦꯟꯅ ꯈꯔꯆ ꯇꯧꯕꯒꯤ ꯃꯑꯣꯡ ꯑꯁꯤ ꯑꯗꯨꯝꯃꯛ ꯈꯪꯅꯔꯤꯕ ꯎꯅꯔꯤꯕ ꯉꯥꯛꯇꯅꯤ꯫ ꯑꯃꯨꯛꯁꯨ ꯈ꯭ꯋꯥꯏꯗꯒꯤ ꯆꯥꯎꯕ ꯌꯥꯎꯁꯪ ꯀꯨꯝꯍꯩꯒ ꯏꯔꯣꯏꯅꯅ ꯆꯠꯊꯔꯛꯄ ꯑꯁꯤꯅꯁꯨ ꯑꯃꯨꯛꯀ ꯍꯦꯟꯅ ꯀꯥ-ꯍꯦꯟꯅ ꯈꯔꯆ ꯇꯧꯅꯕꯒꯤ ꯈꯨꯗꯣꯡꯆꯥꯕ ꯂꯧꯅꯔꯤ꯫ ꯑꯩꯈꯣꯏꯅ ꯐꯅ ꯌꯥꯝꯅ ꯀꯟꯅ ꯀꯥ-ꯍꯦꯟꯅ ꯈꯔꯆ ꯇꯧꯗꯅꯕ ꯂꯥꯎꯔꯕꯁꯨ ꯃꯗꯨꯒꯤ ꯀꯥꯟꯅꯕ ꯃꯍꯩ ꯑꯗꯨꯗꯤ ꯐꯪꯕ ꯀꯧꯕ ꯂꯩꯇꯦ꯫ ꯂꯥꯎꯔꯤꯕ, ꯍꯥꯏꯔꯤꯕꯁꯤꯡ ꯑꯗꯨꯁꯨ ꯃꯤꯌꯥꯝꯅꯤ ꯑꯗꯨꯒ ꯃꯗꯨꯗ ꯑꯃꯨꯛ ꯄꯨꯛꯅꯤꯡ ꯊꯧꯒꯠꯄꯒꯤ ꯃꯑꯣꯡꯗ ꯆꯠꯊꯔꯤꯕ ꯊꯧꯑꯣꯡ ꯑꯗꯨꯁꯨ ꯃꯤꯌꯥꯝꯅꯤ꯫ ꯇꯧꯕꯒꯤꯕꯨꯗꯤ ꯂꯧꯕꯤꯅꯕ ꯂꯩꯇ꯭ꯔꯕꯗꯤ ꯄꯤꯕꯤꯅꯕꯁꯨ ꯂꯩꯔꯣꯏ, ꯑꯃꯨꯛꯁꯨ ꯄꯤꯕꯤꯅꯕ ꯂꯩꯇ꯭ꯔꯕꯗꯤ ꯂꯧꯕꯤꯅꯕꯁꯨ ꯂꯩꯔꯣꯏ ꯍꯥꯏꯕꯁꯤꯃꯁꯨ ꯄꯨꯝꯅꯃꯛꯅ ꯈꯪꯅꯔꯕꯁꯨ, ꯂꯧꯔꯤꯕ ꯑꯃꯗꯤ ꯄꯤꯔꯤꯕ ꯑꯅꯤꯃꯛ ꯆꯞ ꯃꯥꯟꯅꯕ ꯃꯔꯣꯜ ꯂꯩ ꯍꯥꯏꯖꯔꯕꯁꯨ ꯊꯧꯑꯣꯡ ꯑꯁꯤꯗꯒꯤ ꯂꯥꯞꯊꯣꯛꯄꯗꯤ ꯏꯉꯝ ꯉꯝꯗꯦ꯫ ꯌꯦꯟꯕꯤꯒ ꯌꯦꯟꯅꯥꯎꯒ ꯀꯅꯥꯅ ꯍꯟꯕꯒꯦ ꯍꯥꯏꯕ ꯋꯥꯐꯝ ꯑꯗꯨꯃꯛ ꯇꯥꯗꯨꯅ ꯇꯣꯛꯂꯤ꯫ ꯑꯣꯏꯔꯛꯂꯤꯕ ꯐꯤꯚꯝ ꯑꯁꯤ ꯉꯁꯤ ꯉꯔꯥꯡꯇꯒꯤ ꯅꯠꯇꯦ ꯁꯥꯡꯅ ꯆꯠꯅꯔꯛꯂꯕ ꯃꯔꯥ ꯇꯥꯁꯤꯟꯈ꯭ꯔꯕ ꯑꯣꯏꯕꯅ ꯄꯥꯛ ꯍꯦꯛ ꯐꯨꯛꯇꯣꯛꯄ ꯉꯝꯒꯅꯤ ꯍꯥꯏꯕ ꯊꯥꯖꯗꯦ꯫ ꯇꯧꯏꯒꯨꯝꯕꯁꯨꯡ ꯑꯩꯈꯣꯏꯅ ꯃꯄꯨꯡ ꯑꯣꯏꯅ ꯅꯍꯥꯔꯣꯜꯁꯤꯡꯅ ꯍꯦꯟꯅ ꯑꯆꯨꯝꯕ ꯑꯁꯦꯡꯕꯗꯨꯗ ꯍꯦꯟꯅ ꯃꯤꯠꯌꯦꯡ ꯆꯪꯍꯟꯅꯤꯡꯏ꯫ ꯉꯁꯤꯒꯤ ꯃꯍꯩꯔꯣꯏ, ꯅꯍꯥꯔꯣꯜꯁꯤꯡ ꯇꯨꯡꯒꯤ ꯌꯨꯝꯕꯤꯅꯤ ꯍꯥꯏꯔꯤꯕꯅꯤꯅ ꯅꯍꯥꯔꯣꯜꯁꯤꯡꯗꯒꯤ ꯑꯆꯨꯝꯕ ꯃꯥꯌꯣꯜꯗ ꯂꯥꯛꯅꯕ ꯍꯣꯠꯅꯕ ꯍꯥꯏꯕꯁꯤ ꯇꯉꯥꯏꯐꯗꯕ ꯑꯣꯏꯔꯤ꯫ ꯑꯗꯨꯕꯨ ꯅꯍꯥꯔꯣꯜꯁꯤꯡꯒꯤ ꯄꯥꯡꯒꯜ ꯑꯃꯁꯨꯡ ꯁꯛꯇꯤꯕꯨ ꯀꯅꯥꯒꯨꯝꯕ ꯈꯔꯒꯤ ꯈꯨꯗꯣꯡꯆꯥꯕ ꯂꯧꯅꯕ ꯍꯣꯠꯅꯕꯒꯤ ꯂꯥꯡꯗ ꯊꯨꯈꯤꯕ ꯇꯥꯔꯕꯗꯤ ꯇꯨꯡꯒꯤ ꯌꯨꯝꯕꯤ ꯑꯣꯏꯔꯛꯀꯗꯧꯔꯤꯕꯅꯤ ꯍꯥꯏꯔꯤꯕ ꯑꯗꯨ ꯀꯗꯥꯏ ꯐꯥꯎꯕ ꯑꯆꯨꯝꯕ ꯑꯣꯏꯒꯗꯧꯔꯤ ꯍꯥꯏꯕꯁꯤꯃꯗꯤ ꯈ꯭ꯋꯥꯏꯗꯒꯤ ꯃꯔꯨ ꯑꯣꯏꯅ ꯈꯪꯃꯤꯟꯅꯕ ꯆꯨꯝꯂꯦ꯫ ꯂꯩꯕꯥꯛꯀꯤ ꯑꯃꯗꯤ ꯃꯤꯌꯥꯝꯒꯤ ꯁꯦꯕꯥꯒꯤꯗꯃꯛ ꯀꯠꯊꯣꯛꯂꯕꯅꯤ ꯍꯥꯏꯔꯤꯕ ꯉꯁꯤꯒꯤ ꯔꯥꯖꯅꯤꯇꯤ ꯂꯨꯆꯤꯡꯕꯁꯤꯡꯅ ꯅꯍꯥꯔꯣꯜꯁꯤꯡꯒꯤ ꯄꯥꯡꯒꯜ ꯑꯃꯁꯨꯡ ꯁꯛꯇꯤꯕꯨ ꯃꯈꯣꯏ-ꯃꯈꯣꯏꯒꯤ ꯀꯥꯟꯅꯅꯕ ꯃꯑꯣꯡꯗ ꯎꯄꯥꯏ ꯑꯃ ꯅꯠꯇ꯭ꯔꯒ ꯑꯃ ꯁꯤꯖꯤꯟꯅꯗꯨꯅ ꯂꯥꯛꯁꯤꯟꯅꯕ ꯍꯣꯠꯅꯔꯕꯗꯤ ꯃꯗꯨ ꯑꯐꯕ ꯈꯛ ꯑꯣꯏꯔꯣꯏ ꯍꯥꯏꯕꯁꯤꯁꯨ ꯄꯨꯝꯅꯃꯛꯅ ꯈꯪꯅꯔꯤꯕꯅꯤꯅ ꯂꯨꯆꯤꯡꯕꯁꯤꯡꯅꯁꯨ ꯁꯣꯏꯗꯅ ꯈꯪꯂꯝꯒꯅꯤ꯫ ꯃꯔꯝ ꯑꯁꯤꯅ ꯍꯔꯥꯎ-ꯀꯨꯝꯍꯩ ꯃꯇꯝꯗꯅꯤ ꯈꯪꯗꯦ, ꯃꯤꯈꯜꯒꯤ ꯃꯇꯝꯗꯅꯤ ꯈꯪꯗꯦ ꯀꯥ-ꯍꯦꯟꯅ ꯈꯔꯆ ꯇꯧꯗꯅꯕ ꯑꯃꯗꯤ ꯏꯊꯛ-ꯏꯔꯥꯡꯗ ꯍꯦꯟꯅ ꯃꯤꯠꯌꯦꯡ ꯆꯪꯈꯤꯗꯅꯕ ꯑꯩꯈꯣꯏ ꯄꯨꯟꯅ ꯚꯥꯕ ꯇꯥꯃꯤꯟꯅꯕ ꯇꯉꯥꯏꯐꯗꯦ꯫ ꯑꯗꯨꯕꯨ ꯀꯅꯥꯗꯒꯤ ꯀꯔꯝꯅ ꯍꯧꯒꯗꯒꯦ ꯍꯥꯏꯕꯒꯤ ꯃꯇꯥꯡꯗꯗꯤ ꯌꯦꯟꯕꯤꯒ ꯌꯦꯟꯅꯥꯎꯒ ꯀꯅꯥꯅ ꯍꯥꯟꯕꯒꯦ ꯍꯥꯏꯕ ꯋꯥꯐꯝ ꯑꯗꯨꯗ ꯄꯣꯞ ꯍꯦꯛ ꯇꯥꯕꯅ ꯑꯔꯨꯕ ꯑꯃꯗꯤ ꯑꯗꯨꯝꯃꯛ ꯑꯣꯏꯗꯨꯅ ꯂꯩꯔꯤ꯫